ꯊꯥꯒꯠꯆꯔꯤ ꯑꯥꯔꯇꯤꯐꯤꯁꯤꯑꯦꯜ ꯏꯟꯇꯤꯂꯤꯖꯦꯟꯁ ꯀꯤ ꯁꯤꯖꯤꯟꯅꯕꯒꯤ ꯃꯇꯥꯡꯗ ꯀꯔꯤꯒꯤꯗꯃꯛꯇ ꯔꯦꯒꯨꯂꯦꯁꯟꯒꯤ ꯃꯊꯧ ꯇꯥꯔꯤꯕꯅꯣ ꯍꯥꯏꯕꯗꯨ ꯁꯟꯗꯣꯛꯅ ꯇꯥꯛꯄꯤꯌꯨ? ꯑꯥꯔꯇꯤꯐꯤꯁꯤꯑꯦꯜ ꯏꯟꯇꯤꯂꯤꯖꯦꯟꯁ ꯀꯤ ꯁꯤꯖꯤꯟꯅꯕꯒꯤ ꯃꯇꯥꯡꯗ ꯔꯦꯒꯨꯂꯦꯁꯟꯒꯤ ꯃꯊꯧ ꯇꯥꯕ ꯑꯁꯤ ꯑꯥꯔꯇꯤꯐꯤꯁꯤꯑꯦꯜ ꯏꯟꯇꯤꯂꯤꯖꯦꯟꯁ ꯅꯥ ꯈꯨꯟꯅꯥꯏꯒꯤ ꯇꯣꯉꯥꯟ ꯇꯣꯉꯥꯟꯕ ꯃꯁꯛꯁꯤꯡꯗ ꯃꯔꯨꯑꯣꯏꯕ ꯏꯝꯄꯦꯛꯇ ꯑꯃ ꯄꯤꯕ ꯉꯝꯕꯒꯤ ꯑꯣꯏꯊꯣꯛꯄ ꯂꯩꯕꯅ ꯃꯔꯝ ꯑꯣꯏꯗꯨꯅ ꯊꯣꯛꯏ꯫ ꯃꯐꯝ ꯆꯥꯅ ꯆꯦꯛ ꯑꯃꯁꯨꯡ ꯕꯦꯂꯦꯟꯁ ꯂꯩꯍꯟꯗꯅ, ꯑꯥꯔꯇꯤꯐꯤꯁꯤꯑꯦꯜ ꯏꯟꯇꯤꯂꯤꯖꯦꯟꯁ ꯁꯤꯁ꯭ꯇꯦꯝꯁꯤꯡ ꯑꯁꯤ ꯃꯤꯑꯣꯏ ꯑꯃꯒꯤ ꯑꯃꯁꯨꯡ ꯈꯨꯟꯅꯥꯏ ꯑꯄꯨꯟꯕꯒꯤ ꯌꯥꯏꯐꯅꯕ, ꯄ꯭ꯔꯥꯏꯚꯦꯁꯤ ꯑꯃꯁꯨꯡ ꯁꯦꯀ꯭ꯌꯨꯔꯤꯇꯤꯗ ꯑꯀꯥꯏꯕ ꯄꯤꯕ ꯃꯑꯣꯡꯗ ꯁꯤꯖꯤꯟꯅꯕ ꯌꯥꯒꯅꯤ꯫ ꯑꯥꯔꯇꯤꯐꯤꯁꯤꯑꯦꯜ ꯏꯟꯇꯤꯂꯤꯖꯦꯟꯁ ꯒꯥ ꯃꯔꯤ ꯂꯩꯅꯕ ꯃꯔꯨꯑꯣꯏꯕ ꯋꯥꯐꯝ ꯑꯃꯗꯤ ꯕꯥꯏꯑꯦꯖ ꯑꯣꯏꯕ ꯋꯥꯔꯦꯞ ꯂꯧꯕꯒꯤ ꯄꯣꯇꯦꯟꯁꯤꯌꯦꯜ ꯑꯁꯤꯅꯤ꯫ ꯀꯔꯤꯒꯨꯝꯕ ꯑꯥꯔꯇꯤꯐꯤꯁꯤꯑꯦꯜ ꯏꯟꯇꯤꯂꯤꯖꯦꯟꯁ ꯈꯨꯗꯝ ꯑꯣꯏꯅ, ꯀꯔꯤꯒꯨꯝꯕ ꯏꯝꯄ꯭ꯂꯣꯌꯤꯁꯤꯡ ꯍꯥꯏꯔꯤꯡ ꯇꯧꯅꯕꯒꯤ ꯁꯤꯁ꯭ꯇꯦꯝ ꯑꯃ ꯍꯧꯖꯤꯛ ꯂꯩꯔꯤꯕ ꯋꯥ꯭ꯔꯛꯐꯣꯔꯁꯀꯤ ꯃꯇꯥꯡꯗ ꯗꯦꯇꯥꯗ ꯇ꯭ꯔꯦꯟ ꯇꯧꯔꯕ ꯑꯣꯏꯔꯕꯗꯤ, ꯃꯁꯤꯅ ꯅꯨꯄꯤ ꯖꯕ ꯑꯦꯄ꯭ꯂꯤꯀꯥꯟꯇꯁꯤꯡꯒꯤ ꯃꯥꯌꯣꯛꯇ ꯕꯥꯏꯁ ꯎꯠꯄ ꯌꯥꯏ꯫ ꯑꯥꯔꯇꯤꯐꯤꯁꯤꯑꯦꯜ ꯏꯟꯇꯤꯂꯤꯖꯦꯟꯁ ꯁꯤꯁ꯭ꯇꯦꯝꯁꯤꯡꯅ ꯁꯤꯖꯤꯟꯅꯔꯤꯕ ꯗꯦꯇꯥꯒꯤ ꯄ꯭ꯔꯥꯏꯕꯦꯁꯤ ꯑꯃꯁꯨꯡ ꯁꯦꯀ꯭ꯌꯨꯔꯤꯇꯤꯒꯤ ꯃꯇꯥꯡꯗꯁꯨ ꯋꯥꯈꯜ ꯋꯥꯕꯥ ꯂꯩꯔꯤ꯫ ꯑꯩꯈꯣꯏꯒꯤ ꯅꯨꯡꯇꯤꯒꯤ ꯄꯨꯟꯁꯤꯗ ꯑꯥꯔꯇꯤꯐꯤꯁꯤꯑꯦꯜ ꯏꯟꯇꯤꯂꯤꯖꯦꯟꯁ ꯃꯁꯤꯒꯤ ꯃꯊꯛꯇ, ꯑꯥꯔꯇꯤꯐꯤꯁꯤꯑꯦꯜ ꯏꯟꯇꯤꯂꯤꯖꯦꯟꯁ ꯁꯔꯀꯥꯔꯁꯤꯡ ꯑꯃꯁꯨꯡ ꯔꯦꯒꯨꯂꯦꯇ꯭ꯔꯤ ꯕꯣꯗꯤꯁꯤꯡꯅ ꯈꯨꯟꯅꯥꯏꯗ ꯀꯥꯟꯅꯕ ꯄꯤꯕ ꯉꯝꯕ ꯁꯥꯐꯕ ꯑꯃꯁꯨꯡ ꯏꯊꯤꯀꯦꯜ ꯑꯣꯏꯕ ꯃꯑꯣꯡꯗ‌ ꯑꯥꯔꯇꯤꯐꯤꯁꯤꯑꯦꯜ ꯏꯟꯇꯤꯂꯤꯖꯦꯟꯁ ꯑꯄꯨꯟꯕ ꯑꯣꯏꯅ, ꯑꯥꯔꯇꯤꯐꯤꯁꯤꯑꯦꯜ ꯏꯟꯇꯤꯂꯤꯖꯦꯟꯁ ꯀꯤ ꯁꯤꯖꯤꯟꯅꯕꯒꯤ ꯑꯀꯣꯏꯕꯗ ꯔꯤꯒꯨꯂꯦꯁꯟꯒꯤ ꯃꯊꯧ ꯇꯥꯕ ꯑꯁꯤ ꯁꯛꯇꯤ ꯂꯩꯕ ꯇꯦꯛꯅꯣꯂꯣꯖꯤ ꯑꯁꯤꯒ ꯃꯔꯤ ꯂꯩꯅꯕ ꯈꯨꯗꯣꯡꯊꯤꯕꯁꯤꯡ ꯑꯃꯁꯨꯡ ꯑꯣꯏꯊꯣꯛꯄ ꯌꯥꯕ ꯅꯦꯒꯦꯇꯤꯕ ꯑꯣꯏꯕ ꯐꯜꯁꯤꯡ ꯍꯟꯊꯍꯟꯕꯒꯤ ꯃꯊꯧ ꯇꯥꯕꯗꯒꯤ ꯂꯥꯛꯏ꯫ ꯏꯐꯦꯛꯇꯤꯕ ꯑꯣꯏꯕ ꯁꯤ ꯁꯔꯨꯛ ꯌꯥꯔꯤꯕꯁꯤꯡꯗ ꯃꯈꯣꯏꯒꯤ ꯁꯣꯄꯤꯡ ꯍꯦꯕꯤꯠꯁꯤꯡꯒꯤ ꯃꯇꯥꯡꯗ ꯍꯪꯗꯨꯅ ꯁꯔꯚꯦ ꯑꯃꯒꯤꯗꯃꯛ ꯂꯦꯑꯥꯎꯠ ꯑꯃ ꯁꯦꯝꯒꯠꯄ꯫ ꯁꯣꯄꯤꯡ ꯍꯦꯕꯤꯠꯁ ꯁꯔꯚꯦ ꯑꯁꯤ ꯂꯣꯏꯁꯤꯟꯅꯕ ꯃꯇꯝ ꯄꯤꯕꯤꯕꯒꯤꯗꯃꯛ ꯊꯥꯒꯠꯆꯔꯤ꯫ ꯁꯣꯄꯤꯡ ꯍꯦꯕꯤꯠꯀꯤ ꯃꯇꯥꯡꯗ ꯍꯦꯟꯅ ꯈꯪꯕꯗ ꯑꯗꯣꯝꯒꯤ ꯐꯤꯗꯕꯦꯛ ꯑꯃꯁꯨꯡ ꯏꯟꯄꯨꯠ ꯑꯗꯨ ꯑꯩꯈꯣꯏꯅ ꯊꯥꯒꯠꯂꯤ꯫ ꯑꯗꯣꯝꯅ ꯄꯣꯠꯆꯩ, ꯏꯂꯦꯛꯇ꯭ꯔꯣꯅꯤꯛꯁ, ꯑꯃꯁꯨꯡ ꯌꯨꯝꯒꯤ ꯗꯦꯀꯣꯔꯒꯨꯝꯕ ꯇꯉꯥꯏ ꯐꯗꯕ ꯅꯠꯇꯕ ꯄꯣꯠꯂꯝꯁꯤꯡ ꯀꯌꯥ ꯌꯥꯝꯅ ꯌꯣꯟꯕ ꯌꯥꯕꯒꯦ? ꯆꯥꯡꯆꯠꯇ ꯊꯥ ꯑꯃꯗ ꯄꯣꯠ ꯂꯩꯕꯗ ꯀꯌꯥ ꯌꯥꯝꯅ ꯆꯥꯗꯤꯡ ꯇꯧꯕꯒꯦ? ꯅꯍꯥꯛꯅ ꯑꯣꯟꯂꯥꯏꯟ ꯅꯠꯇꯔꯒ ꯏꯟ-ꯁ꯭ꯇꯣꯔꯗ ꯁꯣꯄꯤꯡ ꯇꯧꯕ ꯄꯥꯝꯕꯤꯕ꯭ꯔꯥ? ꯃꯔꯨꯑꯣꯏꯅ ꯅꯍꯥꯛꯅ ꯃꯁꯥ ꯃꯊꯟꯇ ꯅꯠꯇꯔꯒ ꯑꯇꯣꯞꯄꯁꯤꯡꯒ ꯂꯣꯏꯅꯅ ꯄꯣꯠ ꯂꯩꯕ꯭ꯔꯥ? ꯃꯍꯧꯁꯥꯅ ꯅꯍꯥꯛꯅ ꯅꯍꯥꯛꯀꯤ ꯁꯣꯄꯤꯡ ꯇ꯭ꯔꯥꯐꯤꯛꯁꯤꯡ ꯑꯗꯨ ꯍꯥꯟꯅ ꯊꯧꯔꯥꯡ ꯇꯧꯕ꯭ꯔꯥ ꯅꯠꯇꯔꯒ ꯅꯍꯥꯛꯅ ꯊꯧꯔꯥꯡ ꯇꯧꯗꯅ ꯄꯣꯠ ꯂꯩꯕ꯭ꯔꯥ? ꯅꯍꯥꯛꯅ ꯁꯣꯄꯤꯡ ꯑꯁꯤ ꯁ꯭ꯇꯔꯦꯁ ꯔꯤꯂꯤꯐꯀꯤ ꯃꯑꯣꯡ ꯑꯃ ꯑꯣꯏꯅ ꯁꯤꯖꯤꯟꯅꯕ꯭ꯔꯥ ꯅꯠꯇꯔꯒ ꯅꯦꯒꯦꯇꯤꯚ ꯏꯃꯣꯁꯟꯁꯤꯡ ꯊꯦꯡꯅꯅꯕ ꯁꯤꯖꯤꯟꯅꯕ꯭ꯔꯥ? ꯑꯗꯣꯝꯅ ꯑꯀꯛꯅꯕ ꯕ꯭ꯔꯥꯟꯗ ꯈꯔꯗ ꯊꯥꯖꯕ‌ ꯊꯝꯂꯤꯕꯔꯥ ꯅꯠꯇꯔꯒ ꯑꯅꯧꯕ ꯄꯣꯠꯂꯝꯁꯤꯡ ꯍꯣꯠꯅꯕꯗ ꯍꯥꯡꯗꯣꯛꯂꯤꯕꯔꯥ? ꯄꯔꯆꯦꯖ ꯋꯥꯔꯦꯞ ꯑꯃ ꯂꯧꯕ ꯃꯇꯝꯗ ꯑꯣꯟꯂꯥꯏꯟ ꯀꯁ꯭ꯇꯃꯔ ꯔꯤꯚꯤꯌꯨꯁꯤꯡꯗ ꯊꯥꯖꯕ ꯊꯝꯕꯔꯥ?